ꯇꯣꯔꯅꯥꯗꯣ ꯑꯃꯁꯨꯡ ꯍ꯭ꯌꯨꯔꯤꯀꯦꯟꯒꯤ ꯃꯔꯛꯇ ꯂꯩꯕ ꯃꯔꯨꯑꯣꯏꯕ ꯈꯦꯠꯅꯕꯁꯤꯡ ꯑꯗꯨ ꯐꯣꯡꯗꯣꯛꯎ꯫ ꯇꯣꯔꯅꯥꯗꯣ ꯑꯃꯁꯨꯡ ꯍ꯭ꯌꯨꯔꯤꯀꯦꯟ ꯑꯅꯤꯃꯛ ꯑꯁꯤ ꯍꯤꯡꯁꯥꯒꯤ ꯅꯣꯡꯂꯩ-ꯅꯨꯡꯁꯤꯠ ꯃꯈꯜ ꯑꯃꯅꯤ꯫ ꯑꯗꯨꯕꯨ ꯃꯈꯣꯏꯒꯤ ꯃꯔꯛꯇ ꯃꯔꯨꯑꯣꯏꯕ ꯈꯦꯠꯅꯕ ꯀꯌꯥ ꯂꯩ꯫ ꯐꯣꯔꯃꯦꯁꯟ: ꯃꯍꯧꯁꯥꯅ ꯇꯣꯔꯅꯥꯗꯣꯁꯤꯡ ꯑꯁꯤ ꯑꯀꯟꯕ ꯅꯣꯡꯂꯩ-ꯅꯨꯡꯁꯤꯠꯁꯤꯡꯗꯒꯤ ꯊꯣꯛꯏ꯫ ꯃꯗꯨꯗ ꯅꯨꯡꯁꯤꯠꯀꯤ ꯈꯣꯡꯖꯦꯜ ꯑꯃꯁꯨꯡ ꯃꯥꯢꯀꯩꯗ ꯑꯆꯧꯕ ꯈꯦꯠꯅꯕ ꯂꯩꯕ ꯃꯇꯝꯗ ꯑꯃꯁꯨꯡ ꯑꯦꯇꯃꯣꯁ꯭ꯐꯤꯌꯔꯗ ꯍꯦꯟꯅ ꯋꯥꯡꯏ꯫ ꯃꯁꯤꯅ ꯅꯨꯡꯁꯤꯠ ꯁꯤꯠꯄ ꯊꯣꯛꯍꯜꯂꯤ꯫ ꯑꯃꯁꯨꯡ ꯇꯣꯔꯅꯥꯗꯣ ꯑꯃ ꯁꯦꯝꯕ ꯌꯥꯏ꯫ ꯃꯥꯏꯀꯩ ꯑꯃꯔꯣꯝꯗ, ꯍ꯭ꯌꯨꯔꯤꯀꯦꯟꯁꯤꯡ ꯑꯁꯤ ꯁꯃꯨꯗ꯭ꯔꯒꯤ ꯃꯊꯛꯇ ꯁꯦꯝꯃꯤ꯫ ꯃꯗꯨꯗꯤ ꯑꯁꯥꯕ ꯇꯔꯨ-ꯇꯅꯥꯟꯕ ꯅꯨꯡꯁꯤꯠꯅ ꯋꯥꯡꯈꯠꯂꯛꯄ ꯃꯇꯝꯗ ꯑꯃꯁꯨꯡ ꯃꯁꯤꯅ ꯂꯣ ꯄ꯭ꯔꯦꯁꯔꯒꯤ ꯃꯐꯝ ꯑꯃ ꯊꯣꯛꯍꯜꯂꯤ꯫ ꯑꯁꯥꯕ ꯅꯨꯡꯁꯤꯠꯅ ꯋꯥꯡꯈꯠꯂꯛꯄꯒ ꯂꯣꯏꯅꯅ ꯃꯁꯤꯅ ꯀꯨꯂꯕꯇꯤ ꯑꯃꯁꯨꯡ ꯀꯟꯗꯦꯟꯁꯟ ꯇꯧꯗꯨꯅ ꯅꯣꯡꯂꯩ-ꯅꯨꯡꯁꯤꯠ ꯑꯗꯨꯕꯨ ꯃꯩꯁꯥ ꯄꯤꯕ ꯍꯤꯠ ꯑꯦꯅꯔꯖꯤ ꯊꯥꯗꯣꯛꯏ꯫ ꯁꯥꯏꯖ ꯑꯃꯁꯨꯡ ꯃꯑꯣꯡ: ꯇꯣꯔꯅꯥꯗꯣꯁꯤꯡ ꯑꯁꯤ ꯌꯥꯝꯅ ꯄꯤꯛꯄ ꯑꯣꯏ꯫ ꯆꯥꯡꯆꯠꯇ ꯕꯦꯖ ꯗꯥꯏꯑꯦꯃꯤꯇꯔ ꯑꯁꯤ ꯐꯨꯠ ꯂꯤꯁꯤꯡ ꯈꯔꯈꯛꯇꯅꯤ꯫ ꯃꯈꯣꯏꯒꯤ ꯐꯅꯦꯜꯒꯤ ꯃꯑꯣꯡ ꯑꯁꯤ ꯇꯣꯞ ꯇꯣꯞꯄ ꯑꯣꯏꯕꯅ ꯃꯈꯣꯏꯕꯨ ꯐꯖꯅ ꯈꯪꯗꯣꯛꯄ ꯉꯝꯍꯜꯂꯤ꯫ ꯃꯥꯏꯀꯩ ꯑꯃꯔꯣꯝꯗ, ꯍ꯭ꯌꯨꯔꯤꯀꯦꯟꯁꯤꯡ ꯑꯁꯤ ꯃꯥꯏꯜ ꯂꯤꯁꯤꯡ ꯀꯌꯥꯒꯤ ꯗꯥꯏꯑꯦꯃꯤꯇꯔ ꯂꯩꯕ ꯌꯥꯏ꯫ ꯑꯃꯁꯨꯡ ꯃꯍꯧꯁꯥꯅ ꯃꯈꯣꯢ ꯑꯁꯤ ꯁꯔꯛꯌꯨꯂꯥꯔ ꯅꯠꯇ꯭ꯔꯒ ꯑꯣꯚꯜ ꯃꯑꯣꯡꯒꯤ ꯑꯣꯏ꯫ ꯅꯨꯡꯁꯤꯠ: ꯃꯍꯧꯁꯥꯅ ꯇꯣꯔꯅꯥꯗꯣꯁꯤꯡꯅ ꯍ꯭ꯌꯨꯔꯤꯀꯦꯟꯗꯒꯤ ꯌꯥꯝꯅ ꯍꯦꯟꯅ ꯀꯟꯕ ꯅꯨꯡꯁꯤꯠ ꯂꯩ꯫ ꯃꯇꯝ: ꯇꯣꯔꯅꯥꯗꯣꯁꯤꯡ ꯑꯁꯤ ꯃꯍꯧꯁꯥꯅ ꯌꯥꯝꯅ ꯁꯥꯡꯅ ꯂꯩꯇꯦ꯫ ꯃꯍꯧꯁꯥꯅ ꯃꯤꯅꯠ ꯅꯠꯇ꯭ꯔꯒ ꯄꯨꯡ ꯀꯌꯥꯗ ꯂꯦꯞꯄꯤ꯫ ꯃꯥꯏꯀꯩ ꯑꯃꯔꯣꯝꯗ, ꯍ꯭ꯌꯨꯔꯤꯀꯦꯟꯁꯤꯡꯅ ꯁꯃꯨꯗ꯭ꯔꯒꯤ ꯃꯄꯥꯟꯗ ꯇꯞꯅ ꯇꯞꯅ ꯆꯪꯁꯤꯜꯂꯛꯄꯒ ꯂꯣꯏꯅꯅ ꯅꯨꯃꯤꯠ ꯀꯌꯥ ꯅꯠꯇ꯭ꯔꯒ ꯅꯨꯃꯤꯠ ꯀꯌꯥꯅꯤ ꯐꯥꯎꯕ ꯂꯦꯡꯗꯅ ꯂꯩꯕꯥ ꯌꯥꯏ꯫ ꯃꯗꯨꯅ ꯍꯦꯟꯅ ꯄꯥꯡꯒꯜ ꯄꯨꯊꯣꯛꯏ꯫ ꯃꯐꯝ: ꯇꯣꯔꯅꯥꯗꯣꯁꯤꯡ ꯑꯁꯤ ꯁꯦꯟꯇꯔꯦꯜ ꯌꯨꯅꯥꯏꯇꯦꯗ ꯁ꯭ꯇꯦꯇꯁꯇꯥ ꯈ꯭ꯋꯥꯏꯗꯒꯤ ꯀꯃꯟ ꯑꯣꯏ꯫ ꯃꯁꯤꯕꯨ "ꯇꯣꯔꯅꯥꯗꯣ ꯑꯦꯂꯦ" ꯍꯥꯏꯅ ꯀꯧꯏ꯫ ꯑꯗꯨꯕꯨ ꯆꯥꯎꯔꯥꯛꯅ ꯃꯐꯝ ꯑꯃꯍꯦꯛꯇꯗ ꯊꯣꯛꯄ ꯌꯥꯏ꯫ ꯃꯍꯧꯁꯥꯅ ꯍ꯭ꯌꯨꯔꯤꯀꯦꯟꯁꯤꯡ ꯑꯁꯤ ꯇ꯭ꯔꯣꯄꯤꯀꯦꯜ ꯑꯃꯁꯨꯡ ꯁꯕ-ꯇ꯭ꯔꯣꯄꯤꯀꯦꯜꯁꯤꯡꯗ ꯊꯣꯛꯏ꯫ ꯃꯐꯝꯗꯨꯗ ꯁꯃꯨꯗ꯭ꯔꯒꯤ ꯏꯁꯤꯡꯅ ꯃꯈꯣꯏꯒꯤ ꯒ꯭ꯔꯣꯊꯇꯥ ꯃꯩ ꯊꯥꯕꯥ ꯉꯝꯍꯜꯂꯤ꯫ ꯅꯣꯡꯂꯩ-ꯅꯨꯡꯁꯤꯠꯁꯤꯡ ꯑꯁꯤ ꯑꯦꯇꯂꯥꯟꯇꯤꯛ ꯑꯣꯁꯤꯟ, ꯏꯁ꯭ꯇꯔꯟ ꯄꯦꯁꯤꯐꯤꯛ ꯑꯣꯁꯤꯟ ꯑꯃꯁꯨꯡ ꯋꯦꯁ꯭ꯇꯔꯟ ꯄꯦꯁꯤꯐꯤꯛ ꯑꯣꯁꯤꯟꯗ ꯈ꯭ꯋꯥꯏꯗꯒꯤ ꯀꯃꯟ ꯑꯣꯏ꯫ ꯃꯈꯥꯒꯤ ꯋꯥꯍꯩ ꯑꯅꯤ ꯑꯁꯤ ꯄꯤꯔꯒ ꯃꯈꯣꯏꯒꯤ ꯃꯔꯛꯇ ꯂꯩꯔꯤꯕ ꯃꯥꯟꯅꯕ ꯑꯃꯁꯨꯡ ꯈꯦꯠꯅꯕ ꯑꯗꯨ ꯈꯪꯗꯣꯛꯎ꯫ ꯀ꯭ꯔꯤꯌꯦꯇꯤꯕꯤꯇꯤꯕꯨ ꯌꯣꯛꯈꯠꯄ ꯃꯊꯧ ꯇꯥꯏ꯫ ꯀ꯭ꯔꯤꯌꯦꯇꯤꯕꯤꯇꯤꯗ ꯗꯤꯁꯤꯞꯂꯤꯟ ꯃꯊꯧ ꯇꯥꯏ꯫ ꯋꯥꯍꯩ ꯑꯅꯤꯁꯤꯒꯤ ꯃꯔꯛꯇ ꯂꯩꯔꯤꯕ ꯃꯥꯟꯅꯕ ꯑꯗꯨꯗꯤ: ꯋꯥꯍꯩ ꯑꯅꯤꯃꯛꯅ ꯀ꯭ꯔꯤꯌꯦꯇꯤꯕꯤꯇꯤꯒꯤ ꯋꯥꯈꯜꯂꯣꯟ ꯑꯗꯨ ꯈꯟꯅꯔꯤ꯫ ꯋꯥꯍꯩ ꯑꯅꯤꯃꯛꯅ ꯀ꯭ꯔꯤꯌꯦꯇꯤꯕꯤꯇꯤꯕꯨ ꯍꯦꯟꯅ ꯆꯥꯎꯈꯠꯍꯟꯅꯕ ꯃꯊꯧ ꯇꯥꯕ ꯋꯥꯐꯝ ꯑꯃ ꯂꯩ ꯍꯥꯏꯕ ꯇꯥꯛꯂꯤ꯫ ꯋꯥꯍꯩ ꯑꯅꯤꯁꯤꯒꯤ ꯃꯔꯛꯇ ꯂꯩꯔꯤꯕ ꯈꯦꯠꯅꯕꯁꯤꯡꯗꯤ: ꯑꯍꯥꯟꯕ ꯋꯥꯍꯩ ꯄꯔꯦꯡ ꯑꯁꯤꯅ ꯀ꯭ꯔꯤꯌꯦꯇꯤꯕꯤꯇꯤꯕꯨ ꯄꯨꯛꯅꯤꯡ ꯊꯧꯒꯠꯄ ꯑꯃꯁꯨꯡ ꯌꯦꯡꯁꯤꯟꯕ ꯃꯊꯧ ꯇꯥꯏ꯫ ꯍꯥꯏꯅ ꯇꯥꯛꯏ ꯑꯗꯨꯒ ꯑꯅꯤꯁꯨꯕꯅ ꯃꯁꯥꯅ ꯃꯁꯥꯕꯨ ꯀꯟꯇ꯭ꯔꯣꯜ ꯇꯧꯕ ꯑꯃꯁꯨꯡ ꯋꯥꯔꯦꯞꯄ ꯂꯧꯕ ꯃꯊꯧ ꯇꯥꯏ ꯍꯥꯏꯅꯥ ꯇꯥꯛꯏ꯫